ꯁꯥꯏꯕꯔ ꯁꯦꯀ꯭ꯌꯨꯔꯤꯇꯤꯒꯤꯗꯃꯛꯇ ꯑꯥꯔꯇꯤꯐꯤꯁꯤꯑꯦꯜ ꯏꯟꯇꯤꯂꯤꯖꯦꯟꯁ ꯑꯁꯤ ꯀꯔꯤꯒꯤꯗꯃꯛꯇ ꯃꯔꯨꯑꯣꯏꯕꯅꯣ ꯍꯥꯏꯕꯒꯤ ꯃꯔꯝ ꯑꯃ ꯄꯤꯌꯨ꯫ ꯑꯥꯔꯇꯤꯐꯤꯁꯤꯑꯦꯜ ꯏꯟꯇꯤꯂꯤꯖꯦꯟꯁ ꯑꯁꯤ ꯁꯥꯏꯕꯔ ꯁꯦꯀ꯭ꯌꯨꯔꯤꯇꯤꯒꯤꯗꯃꯛꯇ ꯃꯔꯨꯑꯣꯏ ꯃꯔꯝꯗꯤ ꯃꯁꯤꯅ ꯃꯤꯑꯣꯏꯕꯒꯤ ꯍꯣꯠꯅꯖꯃꯜꯒꯤ ꯂꯤꯃꯤꯠꯀꯤ ꯃꯄꯥꯟꯗ ꯊ꯭ꯔꯦꯠ ꯗꯤꯇꯦꯛꯁꯟ, ꯑꯦꯅꯥꯂꯥꯏꯁꯤꯁ ꯑꯃꯁꯨꯡ ꯔꯦꯁ꯭ꯄꯣꯟꯁ ꯀꯦꯄꯦꯕꯤꯂꯤꯇꯤꯁꯤꯡ ꯍꯦꯡꯒꯠꯍꯅꯕꯒꯤ ꯄꯣꯇꯦꯟꯁꯤꯑꯦꯜ ꯂꯩ꯫ ꯑꯦꯜꯒꯣꯔꯤꯊꯝꯁꯤꯡꯅ ꯗꯦꯇꯥꯒꯤ ꯑꯆꯧꯕ ꯃꯁꯤꯡ ꯌꯥꯝꯅ ꯊꯨꯅ ꯑꯦꯅꯥꯂꯥꯏꯖ ꯇꯧꯕ ꯉꯝꯃꯤ, ꯄꯦꯇ꯭ꯔꯟꯁꯤꯡ ꯑꯆꯨꯝꯕ ꯃꯑꯣꯡꯗ ꯈꯪꯗꯣꯛꯄ ꯉꯝꯃꯤ ꯑꯃꯁꯨꯡ ꯄꯣꯇꯦꯟꯁꯤꯑꯦꯜ ꯁꯥꯏꯕꯔ ꯑꯦꯇꯦꯀꯁꯤꯡ ꯅꯠꯇꯔꯒ ꯃꯥꯂꯤꯁꯤꯌ꯭ꯁ ꯕꯤꯍꯦꯕꯤꯌꯔꯁꯤꯡ ꯈꯪꯗꯣꯛꯄ ꯑꯃꯁꯨꯡ ꯍꯟꯊꯍꯟꯅꯕ ꯑꯅꯧꯕ ꯏꯟꯐꯣꯔꯃꯦꯁꯒ ꯆꯨꯁꯤꯟꯅꯍꯅꯕ ꯉꯝꯃꯤ꯫ ꯇꯦꯛꯅꯣꯂꯣꯖꯤꯒꯤ ꯆꯥꯎꯈꯠꯂꯛꯄꯒ ꯂꯣꯏꯅꯅ ꯑꯅꯧꯕ ꯁꯥꯏꯕꯔ ꯊ꯭ꯔꯦꯠꯁꯤꯡ ꯂꯦꯞꯇꯅ ꯊꯣꯔꯛꯂꯤ, ꯑꯃꯁꯨꯡ ꯑꯥꯔꯇꯤꯐꯤꯁꯤꯑꯦꯜ ꯏꯅꯇꯦꯂꯤꯖꯦꯟꯁꯅ ꯑꯁꯤꯒꯨꯝꯕ ꯈꯨꯗꯣꯡꯊꯤꯕꯁꯤꯡ ꯑꯁꯤ ꯔꯤꯑꯦꯜ ꯇꯥꯏꯝꯗ ꯈꯪꯗꯣꯛꯇꯨꯅ, ꯃꯇꯤꯛ ꯆꯥꯕ ꯊꯕꯛꯁꯤꯡ ꯄꯥꯏꯈꯠꯇꯨꯅ ꯑꯃꯁꯨꯡ ꯇꯨꯡꯗ ꯊꯣꯛꯂꯛꯄ ꯊꯧꯗꯣꯛꯁꯤꯡ ꯊꯤꯡꯅꯕ ꯑꯅꯧꯕ ꯑꯦꯇꯦꯛꯁꯤꯡꯗꯒꯤ ꯂꯦꯞꯇꯅ ꯇꯝꯗꯨꯅ ꯄ꯭ꯔꯣꯑꯦꯛꯇꯤꯕ ꯗꯤꯐꯦꯟꯁ ꯄꯤꯕꯒꯤ ꯄꯣꯇꯦꯟꯁꯤꯌꯦꯜ ꯂꯩ꯫ ꯑꯁꯨꯝꯅ, ꯁꯥꯏꯕꯔ ꯁꯦꯀ꯭ꯌꯨꯔꯤꯇꯤꯒꯤ ꯊꯧꯔꯥꯡꯁꯤꯡꯗ ꯌꯥꯎꯍꯟꯕꯅ ꯁꯥꯏꯕꯔ ꯊ꯭ꯔꯦꯠꯁꯤꯡꯒꯤ ꯃꯥꯌꯣꯛꯇ ꯉꯥꯛꯊꯣꯛꯄ ꯑꯃꯁꯨꯡ ꯔꯦꯁꯤꯂꯤꯌꯦꯟꯁ ꯌꯥꯝꯅ ꯐꯒꯠꯍꯟꯕ ꯉꯝꯒꯅꯤ꯫ ꯂꯣꯜ ꯂꯧꯁꯤꯟꯕꯒꯤꯗꯃꯛ ꯆꯥꯠ ꯖꯤ. ꯄꯤ. ꯇꯤ. ꯗ ꯌꯨꯝꯐꯝ ꯑꯣꯏꯕ ꯃꯣꯗꯦꯜ ꯑꯃ ꯁꯤꯖꯤꯟꯅꯕ꯫ ꯂꯣꯜ ꯂꯧꯁꯤꯅꯕꯒꯤ ꯆꯥꯠ ꯖꯤ. ꯄꯤ. ꯇꯤ. ꯗꯥ ꯌꯨꯝꯐꯝ ꯑꯣꯏꯕ ꯃꯣꯗꯦꯜ ꯑꯃꯅ ꯑꯇꯣꯞꯄ ꯑꯜꯇꯔꯅꯦꯇꯤꯕꯁꯤꯡꯗꯒꯤ ꯍꯦꯟꯅ ꯀꯥꯟꯅꯕ ꯀꯌꯥ ꯂꯩ꯫ ꯖꯤ. ꯄꯤ. ꯇꯤ., ꯅꯠꯇꯔꯒ ꯖꯦꯅꯦꯔꯦꯇꯤꯕ ꯄ꯭ꯔꯤ-ꯇ꯭ꯔꯦꯅꯤꯡ ꯇ꯭ꯔꯥꯟꯁꯐꯣꯔꯃꯔ ꯑꯁꯤ ꯃꯤꯑꯣꯏꯕꯒ ꯃꯥꯟꯅꯕ ꯇꯦꯛꯁ ꯁꯦꯝꯒꯠꯅꯕ ꯇ꯭ꯔꯦꯟ ꯇꯧꯔꯕ ꯃꯍꯧꯁꯥꯒꯤ ꯂꯣꯜ ꯄ꯭ꯔꯣꯁꯦꯁꯤꯡ ꯃꯣꯗꯦꯜ ꯃꯈꯜ ꯑꯃꯅꯤ꯫ ꯃꯁꯤ ꯇꯦꯛꯁꯀꯤ ꯑꯆꯧꯕ ꯀꯣꯔꯄ꯭ꯁ ꯑꯃꯗ ꯄ꯭ꯔꯤ-ꯇ꯭ꯔꯦꯅꯤꯡ ꯇꯧꯏ, ꯃꯁꯤꯅ ꯃꯤꯑꯣꯏꯕꯒꯤ ꯂꯣꯟꯗ ꯄꯦꯇꯔꯟꯁꯤꯡ ꯈꯪꯕ ꯉꯝꯍꯜꯂꯤ ꯑꯃꯁꯨꯡ ꯀ꯭ꯋꯦꯔꯤ ꯑꯃꯁꯨꯡ ꯀꯟꯇꯦꯛꯁꯀꯤ ꯃꯇꯨꯡ ꯏꯟꯅ ꯑꯆꯨꯝꯕ ꯄꯥꯎꯈꯨꯝꯁꯤꯡ ꯄꯨꯊꯣꯛꯄ ꯉꯝꯍꯜꯂꯤ꯫ ꯖꯤ. ꯄꯤ. ꯇꯤ. ꯗ ꯌꯨꯝꯐꯝ ꯑꯣꯏꯕ ꯃꯣꯗꯦꯜ ꯑꯃ ꯁꯤꯖꯤꯟꯅꯕꯒꯤ ꯃꯔꯨꯑꯣꯏꯕ ꯀꯥꯟꯅꯕꯁꯤꯡꯒꯤ ꯃꯅꯨꯡꯗ ꯑꯃꯗꯤ ꯃꯁꯤꯅ ꯑꯋꯥꯡꯕ ꯊꯥꯛꯀꯤ ꯃꯍꯧꯁꯥꯒꯤ ꯂꯣꯜꯒꯤ ꯇꯦꯛꯁ ꯄꯨꯊꯣꯛꯄ ꯉꯝꯕꯅꯤ꯫ ꯔꯨꯜꯗ ꯌꯨꯝꯐꯝ ꯑꯣꯏꯕ ꯃꯣꯗꯦꯂꯁꯤꯡ ꯅꯠꯇꯔꯒ ꯁ꯭ꯇꯦꯇꯤꯁ꯭ꯇꯤꯀꯦꯜ ꯃꯣꯗꯦꯜꯁꯤꯡꯒ ꯆꯥꯡꯗꯝꯅꯕꯗ, ꯖꯤ. ꯄꯤ. ꯇꯤ. ꯃꯁꯤꯅ ꯑꯥꯔꯇꯤꯐꯤꯁꯤꯑꯦꯜ ꯏꯟꯇꯦꯜꯂꯤꯖꯦꯟꯁ ꯑꯃꯁꯨꯡ ꯌꯨꯖꯔꯒꯤ ꯃꯔꯛꯇ ꯍꯦꯟꯅ ꯃꯍꯧꯁꯥꯒꯤ ꯑꯣꯏꯕ ꯑꯃꯁꯨꯡ ꯑꯁꯣꯏ-ꯑꯉꯥꯝ ꯌꯥꯎꯗꯕ ꯏꯟꯇꯔꯦꯛꯁꯟꯁꯤꯡ ꯊꯣꯛꯍꯜꯂꯤ꯫ ꯃꯁꯤꯒꯤ ꯃꯊꯛꯇ, ꯖꯤ. ꯄꯤ. ꯇꯤ. ꯗ ꯌꯨꯝꯐꯝ ꯑꯣꯏꯕ ꯃꯣꯗꯦꯜꯁꯤꯡ ꯑꯁꯤ ꯌꯥꯝꯅ ꯑꯦꯗꯞꯇꯦꯕꯜ ꯑꯣꯏ, ꯃꯁꯤꯅ ꯇꯥꯛꯄꯗꯤ ꯃꯈꯣꯏꯅ ꯑꯅꯧꯕ ꯏꯅꯄꯨꯠꯁꯤꯡꯗꯒꯤ ꯇꯅꯕ ꯌꯥꯏ ꯑꯃꯁꯨꯡ ꯃꯇꯝꯒꯤ ꯃꯇꯨꯡ ꯏꯟꯅ ꯃꯈꯥ ꯇꯥꯅ ꯐꯒꯠꯂꯛꯄꯥ ꯌꯥꯏ꯫ ꯃꯁꯤꯅ ꯃꯈꯣꯏꯕꯨ ꯂꯣꯜ, ꯒ꯭ꯔꯥꯃꯥꯔ, ꯑꯃꯁꯨꯡ ꯀꯟꯇꯦꯛꯁꯀꯤ ꯃꯔꯤꯁꯤꯡꯒꯤ ꯃꯇꯥꯡꯗ ꯃꯈꯣꯏꯒꯤ ꯂꯧꯁꯤꯡ ꯑꯗꯨ ꯂꯦꯞꯇꯅ ꯁꯦꯝꯗꯣꯛꯄ ꯉꯝꯍꯜꯂꯤ, ꯃꯁꯤꯅ ꯃꯔꯝ ꯑꯣꯏꯗꯨꯅ ꯂꯣꯜ ꯁꯤꯖꯤꯟꯅꯕꯗ ꯑꯍꯣꯡꯕ ꯂꯥꯛꯄꯗ ꯔꯦꯁ꯭ꯄꯣꯟꯁꯤꯕꯜ ꯑꯣꯏꯕ ꯃꯣꯗꯦꯜ ꯑꯃ ꯁꯦꯝꯒꯠꯂꯤ ꯑꯃꯁꯨꯡ ꯑꯅꯧꯕ ꯋꯥꯍꯪꯁꯤꯡꯗ ꯑꯆꯨꯝꯕ ꯑꯃꯁꯨꯡ ꯃꯇꯤꯛ ꯆꯥꯕ ꯄꯥꯎꯈꯨꯝꯁꯤꯡ ꯄꯤꯕ ꯉꯝꯒꯅꯤ꯫